ꯊꯕꯛ ꯑꯃꯗꯥ ꯃꯥꯏ ꯄꯥꯛꯄꯗꯥ ꯃꯇꯦꯡ ꯄꯥꯡꯒꯗꯕꯥ ꯏꯂꯤꯃꯦꯟꯁꯤꯡꯒꯤ ꯂꯤꯁ ꯑꯃꯥ ꯁꯦꯝꯃꯨ꯫ ꯑꯆꯦꯠꯄꯥ ꯊꯕꯛ ꯇꯧꯕꯒꯤ ꯊꯧꯑꯣꯡ ꯑꯃꯁꯨꯡ ꯀꯠꯊꯣꯛꯄꯥ ꯄꯣꯖꯤꯇꯤꯕ ꯑꯣꯏꯕꯥ ꯋꯥꯈꯜꯂꯣꯟ ꯑꯃꯁꯨꯡ ꯁꯦꯜꯐ-ꯃꯣꯇꯤꯕꯦꯁꯟ ꯏꯐꯦꯛꯇꯤꯕ ꯀꯝꯃ꯭ꯌꯨꯅꯤꯀꯦꯁꯟ ꯑꯃꯁꯨꯡ ꯏꯟꯇꯔꯄꯔꯁꯣꯅꯦꯜ ꯁ꯭ꯀꯤꯜꯁꯤꯡ ꯃꯇꯝ ꯂꯦꯞꯄꯥ ꯑꯃꯁꯨꯡ ꯑꯣꯔꯒꯅꯥꯏꯖꯦꯁꯅꯦꯜ ꯁ꯭ꯀꯤꯜꯁꯤꯡ ꯇꯤꯝ ꯑꯃꯗꯥ ꯐꯖꯅꯥ ꯊꯕꯛ ꯇꯧꯕꯥ ꯑꯃꯁꯨꯡ ꯄꯨꯟꯅꯥ ꯊꯕꯛ ꯇꯧꯃꯤꯟꯅꯕꯥ ꯉꯝꯕꯥ ꯑꯍꯣꯡꯕꯥ ꯄꯨꯔꯛꯅꯕꯥ ꯐ꯭ꯂꯦꯛꯁꯤꯕꯤꯂꯤꯇꯤ ꯑꯃꯁꯨꯡ ꯑꯦꯗꯥꯞꯇꯦꯕꯤꯂꯤꯇꯤ ꯂꯦꯞꯇꯅꯥ ꯂꯩꯍꯟꯒꯗꯕꯅꯤ꯫ ꯇꯝꯕꯥ ꯑꯃꯁꯨꯡ ꯑꯅꯧꯕꯥ ꯁ꯭ꯀꯤꯜꯁꯤꯡ ꯁꯦꯝꯒꯠꯄꯥ ꯌꯥꯕꯥ ꯄ꯭ꯔꯣꯕ꯭ꯂꯦꯝ ꯁꯣꯜꯕ ꯇꯧꯕꯥ ꯑꯃꯁꯨꯡ ꯀ꯭ꯔꯤꯇꯤꯀꯦꯜ ꯑꯣꯏꯕꯥ ꯋꯥꯈꯜ ꯈꯟꯕꯥ ꯉꯝꯕꯥ ꯊꯕꯛꯇꯥ ꯑꯀꯨꯞꯄꯥ ꯃꯔꯣꯜꯁꯤꯡ ꯑꯃꯁꯨꯡ ꯑꯆꯨꯝꯕꯥ ꯋꯥꯌꯦꯜꯗꯥ ꯄꯨꯛꯅꯤꯡ ꯆꯪꯕꯥ ꯊꯕꯛ ꯇꯧꯃꯤꯟꯅꯔꯤꯕꯁꯤꯡ ꯑꯃꯁꯨꯡ ꯃꯊꯛꯇꯥ ꯂꯩꯕꯥ ꯃꯤꯑꯣꯏꯁꯤꯡꯕꯨ ꯏꯀꯥꯏꯈꯨꯝꯅꯕꯥ ꯎꯠꯄꯥ ꯄꯥꯟꯗꯝꯗꯥ ꯌꯨꯝꯐꯝ ꯑꯣꯏꯕꯥ ꯋꯥꯈꯜꯂꯣꯟ ꯑꯃꯁꯨꯡ ꯊꯕꯛꯁꯤꯡꯗꯥ ꯃꯔꯨꯑꯣꯏꯅꯥ ꯂꯩ ꯂꯧꯕꯥ ꯉꯝꯕꯥ ꯄ꯭ꯔꯣꯐꯦꯁꯅꯦꯂꯤꯖꯝ ꯑꯃꯁꯨꯡ ꯑꯆꯦꯠꯄꯥ ꯋꯥꯈꯜꯂꯣꯟ ꯂꯩꯒꯗꯕꯅꯤ꯫ ꯏꯟꯗꯤꯌꯟ ꯀ꯭ꯌꯨꯏꯖꯟꯗꯥ ꯑꯈꯟꯅꯕꯥ ꯔꯦꯁꯇꯣꯔꯦꯟꯇ ꯑꯃꯒꯤꯗꯃꯛ ꯃꯦꯅꯨ ꯑꯥꯏꯇꯦꯝ ꯈꯔꯥ ꯄꯤꯕꯤꯌꯨ꯫ ꯁꯣꯏꯗꯅꯥ, ꯃꯐꯝ ꯑꯁꯤꯗꯥ ꯚꯥꯔꯠꯀꯤ ꯆꯥꯛꯆꯥ-ꯏꯊꯛꯁꯤꯡꯗꯥ ꯑꯈꯟꯅꯕꯥ ꯔꯦꯁꯇꯣꯔꯦꯟꯇ ꯑꯃꯒꯤꯗꯃꯛ ꯑꯆꯧꯕꯥ ꯑꯣꯏꯒꯗꯕꯥ ꯃꯤꯌꯥꯝꯅꯥ ꯄꯥꯝꯅꯕꯥ ꯃꯦꯅꯨ ꯑꯥꯏꯇꯦꯝ ꯈꯔꯥ ꯌꯥꯎꯔꯤ: ꯕꯠꯇꯔ ꯆꯤꯀꯟ: ꯃꯁꯛ ꯊꯣꯛꯄꯥ ꯇꯣꯃꯦꯇꯣꯗꯥ ꯌꯨꯝꯐꯝ ꯑꯣꯏꯕꯥ ꯁꯣꯁ ꯑꯃꯗꯥ ꯆꯤꯀꯟ ꯇꯦꯟꯗꯔ ꯆꯦꯡꯁꯤꯡ ꯌꯥꯎꯕꯥ ꯔꯤꯆ ꯑꯃꯁꯨꯡ ꯀ꯭ꯔꯤꯝ ꯌꯥꯎꯕꯥ ꯑꯥꯏꯇꯦꯝ ꯑꯃꯅꯤ꯫ ꯇꯟꯗꯨꯔꯤ ꯆꯤꯀꯟ: ꯇꯟꯗꯨꯔ ꯑꯣꯚꯔꯗꯥ ꯁꯦꯝꯕꯥ ꯃꯆꯤ ꯑꯣꯏꯕꯥ ꯃꯦꯔꯤꯅꯦꯇꯦꯗ ꯆꯤꯀꯟ ꯌꯥꯎꯕꯥ ꯃꯤꯌꯥꯝꯅꯥ ꯄꯥꯝꯅꯕꯥ ꯚꯥꯔꯠꯀꯤ ꯑꯥꯏꯇꯦꯝ ꯑꯃꯅꯤ꯫ ꯆꯅꯥ ꯃꯁꯥꯂꯥ: ꯀꯣꯔꯤꯌꯥꯟꯗꯔ, ꯖꯤꯔꯥ ꯑꯃꯁꯨꯡ ꯍꯋꯥꯏꯒꯨꯝꯕꯥ ꯃꯁꯛ ꯃꯑꯣꯡꯁꯤꯡꯒꯥ ꯂꯣꯏꯅꯅꯥ ꯁꯦꯝꯕꯥ ꯃꯁꯛ ꯊꯣꯛꯄꯥ ꯁꯣꯁ ꯑꯃꯗꯥ ꯌꯥꯟꯁꯤꯟꯅꯔꯕꯥ ꯆꯤꯞꯁꯤꯡꯗꯒꯤ ꯁꯦꯝꯕꯥ ꯃꯍꯩ-ꯃꯔꯣꯡꯒꯤꯑꯥꯏꯇꯦꯝ ꯑꯃꯅꯤ꯫ ꯁꯥꯃꯣꯁꯥꯁ: ꯁꯇꯤꯔ ꯇꯧꯔꯕꯥ ꯐ꯭ꯂꯣꯔꯗꯥ ꯑꯥꯂꯨ,ꯍꯋꯥꯏꯅꯆꯤꯡꯕ ꯁꯤꯡ ꯍꯥꯞꯆꯜꯂꯒꯥ ꯁꯦꯝꯕ ꯁ꯭ꯅꯦꯛ ꯑꯃꯅꯤ꯫ ꯑꯥꯝ ꯂꯥꯁꯤ: ꯌꯣꯒꯔ, ꯑꯥꯝ ꯑꯃꯁꯨꯡ ꯁꯪꯒꯣꯝꯗꯒꯤ ꯁꯦꯝꯕꯥ ꯊꯛꯅꯕꯥ ꯃꯍꯤ ꯑꯃꯅꯤ, ꯃꯁꯤ ꯑꯌꯥꯝꯕꯅꯥ ꯃꯆꯤ ꯑꯣꯏꯕꯥ ꯆꯤꯟꯖꯥꯛꯀ ꯂꯣꯏꯅꯅꯥ ꯄꯤꯖꯩ꯫